ꯀꯔꯤꯒꯤ ꯅꯪꯅꯥ ꯂꯝꯕꯤꯗꯥ ꯅꯦꯁ꯭ꯠ ꯇꯧꯔꯤꯕꯅꯣ? ꯃꯍꯥꯛꯀꯤ ꯑꯆꯧꯕꯥ ꯈꯣꯡ ꯑꯗꯨꯅꯥ ꯉꯥ ꯑꯃꯁꯨꯡ ꯉꯥ ꯑꯗꯨ ꯀꯨꯞꯁꯤꯟꯗꯨꯅꯥ ꯆꯠꯈꯤ꯫ ꯄꯦꯕꯦꯠꯅꯥ ꯃꯍꯥꯛꯀꯤ ꯃꯆꯤꯟ ꯃꯅꯥꯎꯁꯤꯡ ꯑꯃꯁꯨꯡ ꯉꯥꯁꯤꯡ ꯑꯗꯨ ꯁꯤꯔꯕꯥ ꯃꯇꯨꯡꯗꯥ ꯄꯥꯞꯆꯦꯟꯕꯥ ꯑꯣꯏꯅꯥ ꯎꯔꯦ꯫ ꯃꯍꯥꯛꯅꯥ ꯎꯃꯪꯒꯤ ꯏꯂꯤꯐꯦꯟꯠ ꯑꯗꯨꯗꯥ ꯀꯧꯔꯛꯏ ꯑꯩꯈꯣꯏ ꯑꯄꯤꯛꯄ ꯑꯣꯏꯕꯅꯥ ꯅꯪꯅꯥ ꯑꯩꯈꯣꯏꯕꯨ ꯏꯀꯥꯏ ꯈꯨꯝꯅꯕꯤꯈꯤꯗꯦ ꯑꯄꯤꯛꯄꯥ ꯖꯤꯕꯁꯤꯡꯅꯥ ꯅꯪꯕꯨ ꯀꯔꯤ ꯇꯧꯕꯥ ꯉꯝꯒꯅꯤ ꯍꯥꯏꯕꯗꯨ ꯑꯩꯅꯥ ꯍꯧꯖꯤꯛ ꯄ꯭ꯔꯃꯥꯟ ꯇꯧꯒꯅꯤ꯫ ꯃꯁꯤ ꯍꯥꯏꯔꯒꯥ ꯃꯍꯥꯛꯅꯥ ꯁꯤꯈꯤꯕꯁꯤꯡ ꯑꯗꯨꯒꯤ ꯃꯍꯨꯠ ꯁꯤꯟꯅꯕꯥ ꯋꯥꯁꯛ ꯑꯃꯥ ꯂꯧꯈꯤ꯫ ꯑꯗꯨꯕꯨ ꯏꯂꯤꯐꯦꯟꯠ ꯑꯗꯨꯅꯥ ꯃꯍꯥꯛꯀꯤ ꯃꯐꯝꯗꯥ ꯃꯤꯠꯌꯦꯡ ꯑꯃꯠꯇꯥ ꯊꯝꯈꯤꯗꯦ꯫ ꯅꯨꯃꯤꯠ ꯑꯗꯨ ꯂꯣꯏꯔꯛꯄꯒꯥ ꯂꯣꯏꯅꯅꯥ ꯃꯍꯥꯛꯅꯥ ꯃꯗꯨꯒꯤ ꯃꯍꯨꯠ ꯁꯤꯅꯕꯥ ꯍꯧꯔꯛꯈꯤ꯫ ꯃꯍꯥꯛ ꯏꯂꯤꯐꯦꯟꯠꯀꯤ ꯃꯊꯛꯇꯥ ꯐꯝꯗꯨꯅꯥ ꯃꯍꯥꯛꯀꯤ ꯃꯔꯨꯞꯁꯤꯡꯅꯥ ꯈꯣꯡꯎꯄꯀꯤ ꯃꯅꯨꯡꯗꯥ ꯃꯆꯤꯟꯖꯥꯛ ꯊꯥꯕꯥ ꯌꯥꯅꯕꯥ ꯃꯇꯤꯛ ꯆꯥꯅꯥ ꯄꯣꯛꯄꯥ ꯍꯧꯔꯛꯈꯤ꯫ ꯅꯨꯃꯤꯠ ꯈꯔꯅꯤꯒꯤ ꯃꯇꯨꯡꯗꯥ ꯏꯟꯐꯦꯛꯁꯟ ꯑꯗꯨꯅꯥ ꯏꯂꯤꯐꯦꯟꯠ ꯑꯗꯨ ꯁꯤꯍꯟꯈꯤ꯫ ꯃꯍꯥꯛꯀꯤ ꯑꯦꯚꯦꯟꯖ ꯑꯗꯨꯗꯥ ꯅꯨꯡꯉꯥꯏꯕꯥ ꯐꯥꯎꯗꯨꯅꯥ ꯃꯍꯥꯛ ꯎꯔꯦ꯫ ꯑꯩꯈꯣꯏꯅꯥ ꯃꯤꯄꯨꯝ ꯈꯨꯗꯤꯡꯃꯛꯄꯨ ꯀꯔꯤꯒꯨꯝꯕꯥ ꯑꯃꯥ ꯑꯣꯏꯔꯕꯁꯨ ꯏꯀꯥꯏ ꯈꯨꯝꯅꯒꯗꯕꯅꯤ꯫ ꯑꯆꯧꯕꯥ ꯏꯂꯤꯐꯦꯟꯠ ꯐꯥꯎꯕꯥ ꯑꯄꯤꯀꯄꯥ ꯄꯦꯕꯦꯠꯅꯥ ꯐꯖꯅꯥ ꯃꯥꯏꯊꯤꯕꯥ ꯄꯤꯈꯤ꯫ ꯃꯁꯤ ꯀꯪꯂꯩꯄꯥꯛ ꯃꯅꯤꯄꯨꯔ ꯒꯤ ꯃꯤꯇꯩꯒꯤ ꯐꯨꯡꯒꯥꯋꯥꯔꯤ ꯑꯃꯅꯤ꯫ ꯋꯥꯔꯤ ꯃꯠ ꯑꯃꯗꯥ ꯆꯥꯎꯊꯣꯛꯆꯅꯤꯡꯉꯥꯏ ꯑꯣꯏꯕꯥ ꯕꯦꯝ ꯕꯦꯝꯕꯣꯛ ꯑꯃꯥ ꯂꯩꯔꯝꯃꯤ꯫ ꯃꯍꯥꯛꯅꯥ ꯊꯦꯡꯅꯈꯤꯕꯥ ꯃꯤꯄꯨꯝ ꯈꯨꯗꯤꯡꯃꯛꯇꯥ ꯃꯍꯥꯛꯅꯥ ꯃꯈꯥꯒꯤ ꯑꯁꯤꯒꯨꯝꯅꯥ ꯆꯥꯎꯊꯣꯛꯆꯈꯤ ꯑꯩꯍꯥꯛ ꯃꯍꯩ ꯃꯔꯣꯡ ꯑꯃꯅꯤ꯫ ꯑꯗꯨꯒꯥ ꯑꯩꯁꯨ ꯋꯥꯡꯏ ꯋꯥꯡꯏ ꯑꯁꯨꯛ ꯑꯁꯨꯛ ꯌꯥꯝꯅꯥ ꯋꯥꯡꯏ꯫ ꯑꯩꯒꯤ ꯃꯔꯨꯞ ꯄꯨꯝꯅꯃꯛ ꯃꯈꯣꯏ ꯄꯨꯝꯅꯃꯛ ꯑꯁꯤ ꯑꯄꯤꯛꯄꯥ ꯑꯄꯤꯛꯄꯥ ꯑꯁꯨꯛ ꯌꯥꯝꯅꯥ ꯑꯄꯤꯛꯄꯥ ꯎꯕꯥ ꯐꯪꯏ꯫ ꯑꯩ ꯃꯍꯩ ꯃꯔꯣꯡꯅꯤ꯫ ꯑꯃꯁꯨꯡ ꯑꯩꯍꯥꯛ ꯒ꯭ꯔꯤꯟ ꯑꯣꯏ꯫ ꯑꯩꯒꯤ ꯏꯆꯤꯜ ꯏꯅꯥꯎ ꯄꯨꯝꯅꯃꯛ ꯃꯈꯣꯏ ꯄꯨꯝꯅꯃꯛꯅꯥ ꯑꯩꯕꯨ ꯑꯦꯚꯥꯔꯒ꯭ꯔꯤꯟ ꯍꯥꯏꯅꯥ ꯀꯧꯏ꯫ ꯑꯩ ꯃꯍꯩ ꯃꯔꯣꯡꯅꯤ ꯑꯃꯁꯨꯡ ꯑꯩꯍꯥꯛ ꯌꯥꯝꯅꯥ ꯊꯨꯅꯥ ꯑꯁꯨꯛ ꯌꯥꯝꯅꯥ ꯌꯥꯡꯅꯥ ꯆꯥꯎꯈꯠꯂꯛꯏ꯫ ꯑꯩꯒꯤ ꯏꯆꯤꯜ ꯏꯅꯥꯎ ꯄꯨꯝꯅꯃꯛꯀꯤ ꯑꯩ ꯈꯛꯇꯅꯥ ꯍꯦꯟꯅꯥ ꯍꯤꯡꯒꯅꯤ꯫ ꯀꯥꯡꯕꯨ ꯑꯃꯅꯥ ꯂꯥꯟꯊꯣꯛꯂꯝꯃꯤ꯫ ꯆꯥꯎꯊꯣꯛꯆꯅꯤꯡꯉꯥꯏ ꯑꯣꯏꯕꯥ ꯕꯦꯝꯕꯣꯛ ꯎꯄꯥꯜ ꯑꯗꯨꯅꯥ ꯃꯍꯥꯛꯄꯨ ꯐꯥꯎꯕꯥ ꯂꯥꯟꯅꯥ ꯂꯝꯖꯤꯡꯈꯤ ꯑꯣ ꯁ꯭ꯔꯤꯃꯇꯤ ꯀ꯭ꯔꯥꯎ ꯅꯪꯒꯤ ꯐꯤꯔꯣꯜ ꯃꯈꯣꯏꯁꯤꯡ ꯑꯁꯤ ꯕ꯭ꯂꯦꯛ ꯑꯣꯏ꯫ ꯅꯪꯅꯥ ꯀꯤꯆꯦꯟ ꯔꯦꯠꯇꯒꯤ ꯍꯨꯔꯥꯟꯈꯤꯕꯥ ꯂꯩꯕ꯭ꯔꯥ? ꯑꯃꯁꯨꯡ ꯃꯍꯥꯛꯅꯥ ꯃꯍꯥꯛꯄꯨ ꯅꯣꯛꯅꯈꯤ꯫ ꯀꯥꯡꯕꯨ ꯑꯗꯨꯅꯥ ꯆꯥꯎꯊꯣꯛꯆꯅꯤꯡꯉꯥꯏ ꯑꯣꯏꯔꯕꯥ ꯕꯦꯝꯕꯣꯛ ꯑꯗꯨꯗꯥ ꯂꯥꯏꯁꯣꯟ ꯑꯃꯥ ꯇꯝꯕꯤꯅꯕꯥ ꯋꯥꯔꯦꯞ ꯂꯧꯈꯤ꯫ ꯃꯍꯥꯛꯅꯥ ꯄꯥꯎꯈꯨꯝ ꯄꯤꯔꯛꯈꯤ ꯅꯠꯇꯦ ꯃꯤꯁꯇꯔ ꯕꯦꯝꯕꯣ ꯑꯗꯨꯕꯨ ꯑꯗꯣꯝ ꯑꯁꯨꯛ ꯆꯥꯎꯊꯣꯛꯆꯩ꯫ ꯑꯩꯅꯥ ꯅꯪꯒꯤ ꯃꯊꯛꯇꯥ ꯐꯝꯒꯅꯤ꯫ ꯑꯃꯁꯨꯡ ꯅꯍꯥꯛꯀꯤ ꯇ꯭ꯔꯤꯅꯤ ꯁ꯭ꯅꯣꯠ ꯑꯗꯨ ꯀꯨꯞꯁꯤꯜꯂꯨ꯫ ꯑꯗꯨꯗꯒꯤ ꯁ꯭ꯔꯤꯃꯇꯤ ꯀ꯭ꯔꯣꯅꯥ ꯑꯋꯥꯡꯕꯥ ꯀ꯭ꯔꯣꯅꯥ ꯑꯋꯥꯡꯕꯥ ꯕꯦꯝꯕꯣꯛ ꯑꯗꯨꯗꯥ ꯐꯝꯈꯤ꯫ ꯃꯃꯥꯅꯥ ꯍꯥꯏꯈꯤ ꯅꯨꯃꯤꯠ ꯑꯗꯨꯗꯒꯤ ꯍꯧꯅꯥ ꯕꯦꯝꯕꯣꯛ ꯎꯄꯥꯜꯒꯤ ꯃꯊꯛꯇꯥ ꯃꯇꯝ ꯆꯨꯞꯄꯒꯤ ꯑꯣꯏꯅꯥ ꯀꯨꯞꯁꯤꯜꯂꯛꯈꯤ꯫ ꯕꯦꯝꯕꯣꯛ ꯎꯄꯥꯜ ꯑꯁꯤꯅꯥ ꯃꯇꯝ ꯑꯗꯨꯗꯒꯤ ꯍꯧꯅꯥ ꯃꯍꯥꯛꯀꯤ ꯆꯥꯎꯊꯣꯛꯆꯕꯒꯤꯗꯃꯛ ꯄꯥꯞꯆꯦꯟꯕꯥ ꯍꯧꯔꯛꯈꯤ꯫